ꯃꯍꯥꯛꯀꯤ ꯑꯍꯥꯟꯕ ꯍꯣꯂꯤꯋꯨꯗ ꯄ꯭ꯔꯣꯗꯛꯁꯟ, ꯗ ꯐꯣꯔꯕꯤꯗꯦꯟ ꯀꯤꯡꯗꯝ. ꯃꯍꯥꯛꯅ ꯃꯍꯥꯛꯀꯤ ꯃꯃꯥ-ꯃꯄꯥꯒꯤ ꯃꯤꯍꯥꯠ-ꯃꯤꯄꯨꯟꯒꯤ ꯃꯊꯛꯇꯥ ꯔꯤꯚꯦꯟꯖ ꯇꯧꯅꯕ ꯍꯣꯠꯅꯔꯤꯕ ꯑꯉꯥꯡ ꯑꯃ ꯑꯣꯏꯔꯤꯕ ꯒꯣꯜꯗꯟ ꯁ꯭ꯄꯥꯔꯣꯒꯤ ꯊꯧꯗꯥꯡ ꯂꯧꯈꯤ꯫ ꯃꯗꯨꯒꯤ ꯃꯇꯨꯡꯗꯥ ꯃꯍꯥꯛꯅ ꯇꯥꯏꯕꯪꯄꯥꯟꯒꯤ ꯏꯁꯩ ꯅꯣꯡꯃꯥꯏꯒꯤ ꯃꯤꯑꯣꯏ-ꯑꯦꯛꯇꯔ ꯋꯥꯡ ꯂꯤꯍꯣꯃꯒꯥ ꯂꯣꯏꯅꯅ ꯔꯣꯃꯥꯟꯇꯤꯛ-ꯀꯃꯦꯗꯤ ꯂꯚ ꯏꯟ ꯗꯤꯁꯒꯨꯏꯁ ꯗꯥ ꯊꯧꯗꯥꯡ ꯂꯧꯈꯤ꯫ꯂꯤꯁꯤꯡ ꯑꯅꯤ ꯇꯔꯥꯃꯥꯄꯜꯗꯥ ꯃꯍꯥꯛꯅ ꯆꯥꯏꯅꯥꯒꯤ ꯁ꯭ꯇꯨꯗꯤꯑꯣ ꯑꯃꯗꯒꯤ ꯁ꯭ꯠꯔꯦꯟꯖ ꯁ꯭ꯇꯣꯔꯤꯖꯗꯒꯤ ꯂꯧꯊꯣꯛꯄ ꯐꯦꯟꯁꯤ ꯁꯨꯄꯔꯅꯦꯆꯔꯦꯜ ꯐꯤꯜꯝ ꯑꯦ ꯆꯥꯏꯅꯤꯖ ꯒꯣꯁ꯭ꯠ ꯁ꯭ꯇꯣꯔꯤꯗꯥ ꯊꯧꯗꯥꯡ ꯂꯧꯈꯤ꯫ ꯆꯍꯤ ꯑꯗꯨꯃꯛꯇꯗꯥ ꯃꯍꯥꯛꯄꯨ ꯋꯨ ꯀꯤꯡ (ꯏꯃꯣꯁꯟꯂꯦꯁ) ꯒꯤ ꯊꯧꯗꯥꯡ ꯂꯧꯈꯤ, ꯃꯗꯨ ꯋꯨꯟ ꯁ꯭ꯕꯤ ꯑꯣꯟꯒꯤ ꯅꯣꯚꯦꯜ ꯁꯤꯔꯤꯖ ꯗ ꯐꯣꯔ ꯒ꯭ꯔꯦꯠ ꯀꯟꯁꯇꯦꯕꯜꯗꯒꯤ ꯂꯧꯊꯣꯛꯄꯥ ꯒꯔꯗꯟ ꯆꯟꯒꯤ ꯋꯨꯛꯁꯤꯌꯥ ꯐꯤꯜꯝ ꯗ ꯐꯣꯔꯗꯥ ꯌꯥꯎꯈꯤ꯫ ꯃꯇꯨꯡꯗꯥ ꯃꯍꯥꯛꯅ ꯐꯤꯜꯝ ꯁꯤꯔꯤꯖ ꯑꯁꯤꯒꯤ ꯑꯇꯣꯞꯄ ꯏꯟ꯭ꯁꯇꯥꯜꯃꯦꯟꯠ ꯑꯅꯤꯗꯥ ꯃꯍꯥꯛꯀꯤ ꯊꯧꯗꯥꯡ ꯑꯗꯨ ꯑꯃꯨꯛ ꯍꯟꯅ ꯂꯧꯈꯤ꯫ ꯂꯤꯌꯨꯅ ꯃꯉꯥꯁꯨꯕ ꯃꯥꯀꯥꯎ ꯏꯟꯇꯔꯅꯦꯁ꯭ꯅꯦꯜ ꯃꯨꯚꯤ ꯐꯦꯁ꯭ꯇꯤꯕꯦꯜꯗꯥ ꯕꯦꯁ꯭ꯠ ꯑꯦꯛꯇꯔꯒꯤ ꯃꯅꯥ ꯐꯪꯈꯤ ꯃꯗꯨꯗꯤ ꯃꯍꯥꯛꯅ ꯄꯨꯋꯥꯔꯤ ꯑꯣꯏꯔꯕ ꯐꯤꯜꯝ ꯗ ꯑꯦꯁꯥꯁꯤꯟꯁ ꯗꯥ ꯂꯤꯡꯖꯨ ꯑꯃꯁꯨꯡ ꯗꯥꯏꯑꯣꯆꯥꯅꯒꯤ ꯊꯧꯗꯥꯡ ꯂꯧꯈꯤ꯫ ꯂꯤꯁꯤꯡ ꯑꯅꯤ ꯇꯔꯥꯃꯔꯤ ꯍꯧꯖꯤꯛ ꯐꯥꯎꯕ ꯏꯟꯇꯔꯅꯦꯁ꯭ꯅꯦꯜ ꯀꯣꯂꯥꯕꯣꯔꯦꯁꯟꯁꯤꯡ ꯑꯃꯁꯨꯡ ꯇꯦꯂꯤꯚꯤꯖꯟ ꯍꯟꯂꯛꯄ ꯂꯤꯁꯤꯡ ꯑꯅꯤ ꯇꯔꯥꯃꯔꯤꯗꯥ ꯂꯤꯌꯨꯅ ꯀꯣꯔꯤꯌꯥꯒꯤ ꯑꯦꯛꯇꯔ-ꯁꯤꯉ꯭ꯒꯔ ꯔꯦꯅꯒꯥ ꯂꯣꯏꯅꯅ ꯍꯣꯡꯀꯣꯡꯒꯤ ꯅꯣꯚꯦꯂꯔ ꯑꯦꯃꯤ ꯆꯦꯎꯪꯒꯤ ꯂꯤꯁꯤꯡ ꯑꯅꯤ ꯇꯔꯨꯛꯇꯥ ꯐꯣꯡꯈꯤꯕꯥ ꯃꯃꯤꯡ ꯑꯁꯤꯒꯥ ꯃꯥꯟꯅꯕ ꯅꯣꯚꯦꯜꯗꯥ ꯌꯨꯝꯐꯝ ꯑꯣꯏꯕ ꯔꯣꯃꯥꯟꯇꯤꯛ ꯐꯤꯜꯝ ꯐꯣꯔ ꯂꯚ ꯑꯣꯔ ꯃꯅꯤ ꯒꯤꯗꯃꯛ ꯄꯨꯟꯅ ꯊꯕꯛ ꯇꯧꯃꯤꯟꯅꯈꯤ꯫ ꯕꯣꯛꯁ ꯑꯣꯐꯤꯁꯇꯥ ꯃꯔꯝ ꯆꯥꯅꯥ ꯐꯖꯅ ꯁꯥꯟꯅꯔꯕꯁꯨ ꯐꯤꯜꯝ ꯑꯁꯤꯒꯤ ꯋꯥꯔꯤ ꯑꯃꯁꯨꯡ ꯄ꯭ꯔꯣꯗꯛꯁꯟꯒꯤ ꯃꯇꯥꯡꯗꯥ ꯌꯥꯝꯅ ꯀꯟꯅ ꯂꯥꯟꯅ ꯂꯧꯈꯤ꯫ ꯂꯤꯌꯨꯅꯥ ꯗ ꯊꯥꯔꯗ ꯋꯦ ꯑꯣꯐ ꯂꯚ ꯗꯥ ꯊꯧꯗꯥꯡ ꯂꯧꯈꯤ꯫ ꯐꯤꯜꯝ ꯑꯁꯤꯗꯥ ꯃꯍꯥꯛꯀꯤ ꯄꯔꯐꯣꯃꯦꯟꯁ ꯑꯗꯨꯅꯥ ꯃꯍꯥꯛꯄꯨ ꯇꯔꯥꯇꯔꯨꯛ ꯁꯨꯕꯥ ꯆꯥꯏꯅꯥꯒꯤ ꯐꯤꯜꯝ ꯃꯤꯗꯤꯌꯥ ꯑꯦꯋꯥꯔꯗꯇꯥ ꯃꯣꯁ꯭ꯠ ꯑꯦꯟꯇꯤꯁꯤꯄꯦꯇꯦꯗ ꯑꯦꯛꯇꯔꯒꯤ ꯃꯅꯥ ꯐꯪꯈꯤ꯫ ꯆꯍꯤ ꯑꯗꯨꯃꯛꯇꯗꯥ ꯃꯍꯥꯛ ꯗꯤꯌꯔ ꯄ꯭ꯔꯦꯁ꯭ꯇꯤꯖꯒꯤ ꯑꯍꯥꯟꯕ ꯆꯥꯏꯅꯥꯒꯤ ꯑꯦꯝꯕꯦꯁꯦꯗꯔ ꯑꯣꯏꯅꯥ ꯈꯟꯈꯤ ꯑꯃꯁꯨꯡ ꯇꯤꯁꯣꯠꯀꯤ ꯃꯥꯂꯦꯝꯒꯤ ꯑꯦꯝꯕꯦꯁꯦꯗꯔ ꯑꯣꯏꯈꯤ꯫ ꯂꯤꯁꯤꯡ ꯑꯅꯤ ꯇꯔꯥꯇꯔꯨꯛꯇꯥ ꯂꯤꯌꯨꯅꯥ ꯗꯥꯏ ꯁꯤꯖꯤꯅꯥ ꯂꯝꯖꯤꯡꯗꯨꯅꯥ ꯆꯥꯏꯅꯥ -ꯐ꯭ꯔꯥꯟꯁꯀꯤ ꯀꯣ-ꯄ꯭ꯔꯗꯛꯁꯟ ꯑꯃꯥ ꯑꯣꯏꯔꯤꯕ ꯔꯣꯃꯥꯟꯇꯤꯛ ꯐꯤꯜꯝ ꯅꯥꯏꯠ ꯄꯤꯀꯣꯛꯇꯥ ꯊꯧꯗꯥꯡ ꯂꯧꯈꯤ꯫ ꯃꯗꯨꯒꯤ ꯃꯇꯨꯡꯗꯥ ꯃꯍꯥꯛ ꯅꯍꯥꯁꯤꯡꯒꯤ ꯔꯣꯃꯥꯟꯇꯤꯛ ꯐꯤꯜꯝ ꯁꯣ ꯌꯪ ꯑꯅꯤ: ꯅꯦꯚꯥꯔ ꯒꯣꯟ꯫ ꯂꯤꯁꯤꯡ ꯑꯅꯤ ꯇꯔꯥꯇꯔꯦꯠꯇꯥ ꯂꯤꯌꯨꯅꯥ ꯃꯅꯥ ꯐꯪꯂꯕ ꯗꯤꯔꯦꯛꯇꯔ ꯑꯦꯟꯊꯣꯅꯤ ꯂꯥꯃꯣꯂꯤꯅꯥꯔꯥ ꯑꯃꯁꯨꯡ ꯓꯥꯑꯣ ꯖꯤꯑꯣꯗꯤꯡꯒꯤ ꯔꯣꯃꯥꯟꯇꯤꯛ ꯐꯦꯟꯁꯤ ꯐꯤꯜꯝ ꯋꯥꯟꯁ ꯑꯄꯟ ꯑꯦ ꯇꯥꯏꯝꯗꯥ ꯊꯧꯗꯥꯡ ꯂꯧꯈꯤ꯫ ꯃꯍꯥꯛꯅ ꯕꯤꯜ ꯑꯣꯒꯁ꯭ꯇꯅꯥ ꯂꯝꯖꯤꯡꯗꯨꯅꯥ ꯁꯦꯝꯕꯥ ꯄꯨꯋꯥꯔꯤ ꯑꯣꯏꯔꯕ ꯐꯤꯜꯝ ꯗ ꯆꯥꯏꯅꯤꯖ ꯋꯤꯗꯣꯗꯥꯁꯨ ꯊꯧꯗꯥꯡ ꯂꯧꯈꯤ꯫ ꯐꯤꯜꯝ ꯑꯁꯤ ꯁꯥꯡꯍꯥꯏ ꯏꯟꯇꯔꯅꯦꯁ꯭ꯅꯦꯜ ꯐꯤꯜꯝ ꯐꯦꯁ꯭ꯇꯤꯕꯦꯜꯗꯥ ꯑꯍꯥꯟꯕ ꯐꯤꯜꯝ ꯑꯣꯏꯅꯥ ꯄ꯭ꯔꯤꯃꯤꯌꯔ ꯇꯧꯈꯤ, ꯑꯃꯁꯨꯡ ꯂꯤꯌꯨꯅꯥ ꯕꯦꯁ꯭ꯠ ꯑꯦꯛꯇꯔ ꯑꯣꯏꯅꯥ ꯅꯣꯃꯤꯅꯦꯠ ꯇꯧꯈꯤ꯫ ꯆꯍꯤ ꯑꯗꯨꯃꯛꯇꯗꯥ ꯂꯤꯌꯨꯅꯥ ꯍꯣꯌꯤꯠ ꯚꯦꯟꯖꯦꯟꯁꯀꯤ ꯀꯣ-ꯁ꯭ꯇꯥꯔ ꯐꯦꯡ ꯁꯥꯑꯣꯐꯦꯡꯒꯥ ꯂꯣꯏꯅꯅꯥ ꯐꯦꯟꯁꯤ ꯀꯃꯦꯗꯤ ꯐꯤꯜꯝ ꯍꯦꯟꯁꯟ ꯑꯦꯟꯗ ꯗ ꯕꯤꯁ꯭ꯠꯗ ꯁꯔꯨꯛ ꯌꯥꯈꯤ꯫ ꯂꯤꯁꯤꯡ ꯑꯅꯤ ꯇꯔꯥꯇꯔꯦꯠꯀꯤ ꯅꯣꯚꯦꯝꯕꯔꯗꯥ ꯂꯤꯌꯨꯅꯥ ꯂꯤꯁꯤꯡ ꯑꯃ ꯆꯥꯃꯥꯄꯜ ꯃꯧꯗꯔꯥ ꯅꯤꯄꯥꯟꯒꯤ ꯗꯤꯖꯅꯤ ꯑꯦꯅꯤꯃꯦꯇꯦꯗ ꯐꯤꯜꯝꯒꯤ ꯑꯦꯛꯁꯟ ꯑꯦꯗꯕꯦꯟꯆꯔꯗꯥ ꯃꯨꯂꯥꯟꯒꯤ ꯊꯧꯗꯥꯡ ꯂꯧꯈꯤ, ꯃꯁꯤ ꯂꯤꯁꯤꯡ ꯑꯅꯤ ꯀꯨꯟꯗꯥ ꯃꯤꯛꯁ ꯔꯤꯚꯤꯌꯨꯁꯤꯡꯗꯥ ꯐꯣꯡꯈꯤ꯫ ꯂꯤꯁꯤꯡ ꯑꯅꯤ ꯇꯔꯥꯇꯔꯦꯠꯀꯤ ꯗꯤꯁꯦꯝꯕꯔꯗꯥ ꯂꯤꯌꯨꯅꯥ ꯂꯥꯛꯀꯗꯧꯔꯤꯕꯥ ꯐꯦꯟꯁꯤ ꯃꯤꯁ꯭ꯠꯔꯤ ꯇꯦꯂꯤꯚꯤꯖꯟ ꯁꯤꯔꯤꯖ, ꯗ ꯂꯚ ꯑꯣꯐ ꯍꯥꯏꯄꯅꯣꯁꯤꯁ꯫